ꯅꯦꯇꯋꯥꯔꯛ ꯑꯃꯗ ꯑꯦꯅꯣꯃꯦꯂꯤꯖꯝꯁꯤꯡ ꯈꯪꯗꯣꯛꯄ ꯉꯝꯕ ꯑꯦꯜꯒꯣꯔꯤꯊꯝ ꯑꯃ ꯁꯦꯝꯒꯠꯄ ꯫ ꯑꯦꯅꯣꯃꯦꯂꯤ ꯍꯥꯢꯕꯁꯤ ꯅꯦꯇꯋꯥꯔꯛ ꯑꯃꯒꯤ ꯃꯁꯥꯒꯤ ꯑꯣꯏꯒꯗꯕ ꯃꯑꯣꯡꯗꯒꯤ ꯂꯥꯞꯊꯣꯛꯅ ꯂꯩꯕꯥ ꯑꯆꯝꯕ ꯅꯠꯇ꯭ꯔꯒ ꯊꯥꯖꯗꯕ ꯊꯧꯗꯣꯛ ꯑꯃꯕꯨ ꯈꯪꯅꯩ꯫ ꯃꯁꯤ ꯅꯦꯇꯋꯥꯔꯛ ꯏꯅꯇ꯭ꯔꯨꯁꯟ, ꯗꯤꯚꯥꯏꯁ ꯃꯥꯜꯐꯡꯁꯟ ꯅꯠꯇ꯭ꯔꯒ ꯑꯇꯩ ꯄ꯭ꯔꯣꯕ꯭ꯂꯦꯝ ꯑꯃꯒꯤ ꯈꯨꯗꯝ ꯑꯃꯅꯤ꯫ ꯅꯦꯇꯋꯥꯔꯛ ꯑꯃꯗ ꯑꯦꯅꯣꯃꯦꯂꯤꯖꯝꯁꯤꯡ ꯈꯪꯗꯣꯛꯅꯕꯒꯤ ꯎꯄꯥꯏ ꯀꯌꯥ ꯂꯩ꯫ ꯑꯗꯨꯕꯨ ꯑꯣꯏꯊꯣꯛꯄ ꯌꯥꯕ ꯑꯦꯜꯒꯣꯔꯤꯊꯝ ꯑꯃꯗꯤ ꯃꯈꯥꯗ ꯄꯤꯔꯤꯕꯁꯤꯡꯁꯤꯅꯤ ꯗꯦꯇꯥ ꯈꯣꯝꯖꯟꯕ ꯅꯦꯇꯋꯥꯔꯛ ꯇ꯭ꯔꯥꯐꯤꯛꯇꯒꯤ ꯗꯦꯇꯥ ꯈꯣꯝꯖꯤꯟꯕ, ꯁꯣꯔꯁ, ꯗꯦꯁꯇꯤꯅꯦꯁꯟ, ꯁꯣꯔꯁ ꯄꯣꯔꯠ, ꯗꯦꯁꯇꯤꯅꯦꯁꯟ ꯄꯣꯔꯠ, ꯄ꯭ꯔꯣꯇꯣꯀꯣꯜ ꯌꯥꯎꯅꯥ꯫ ꯕꯦꯟꯗꯋꯤꯊ ꯁꯤꯖꯤꯟꯅꯕ ꯑꯃꯁꯨꯡ ꯑꯇꯩꯁꯤꯡ꯫ ꯗꯦꯇꯥ ꯄ꯭ꯔꯤꯄ꯭ꯔꯣꯁꯦꯁꯤꯡ ꯗꯦꯇꯥ ꯄ꯭ꯔꯣꯁꯦꯁ ꯇꯧꯕꯥ ꯑꯃꯁꯨꯡ ꯅꯩꯅꯕꯒꯤꯗꯃꯛꯇ ꯆꯨꯅꯕ ꯃꯑꯣꯡꯗ ꯑꯣꯟꯊꯣꯛꯄ꯫ ꯃꯁꯤꯗ ꯗꯦꯇꯥ ꯆꯨꯝꯊꯣꯛꯄ , ꯃꯁꯥꯒꯤ ꯃꯑꯣꯡꯗ ꯑꯣꯏꯍꯟꯕ ꯑꯃꯁꯨꯡ ꯑꯇꯣꯞꯄ ꯇ꯭ꯔꯥꯟꯁꯐꯣꯔꯃꯦꯁꯟꯁꯤꯡ ꯌꯥꯎꯕ ꯌꯥꯏ꯫ ꯁ꯭ꯇꯦꯇꯤꯁꯇꯤꯀꯦꯜ ꯑꯦꯅꯥꯂꯥꯏꯁꯤꯁ ꯅꯦꯇꯋꯥꯔꯛ ꯇ꯭ꯔꯥꯐꯤꯛ ꯗꯦꯇꯥꯒꯤ ꯁ꯭ꯇꯦꯇꯤꯁꯇꯤꯀꯦꯜ ꯄ꯭ꯔꯣꯄꯔꯇꯤꯁꯤꯡ ꯍꯥꯢꯕꯗꯤ ꯃꯤꯟ, ꯃꯦꯗꯤꯌꯝ, ꯁ꯭ꯇꯦꯟꯗꯔꯗ ꯗꯦꯕꯤꯌꯦꯁꯟ, ꯁ꯭ꯀꯦꯎꯅꯦꯁ ꯑꯃꯁꯨꯡ ꯑꯇꯩ ꯀꯝꯄ꯭ꯌꯨꯠ ꯇꯧꯕꯥ꯫ ꯃꯁꯤꯗꯁꯨ ꯅꯠꯇꯅ ꯆꯨꯅꯕ ꯁ꯭ꯇꯦꯇꯤꯁꯇꯤꯀꯦꯜ ꯃꯑꯣꯡ ꯑꯃ ꯁꯤꯖꯤꯟꯅꯗꯨꯅ ꯇꯣꯉꯥꯟ-ꯇꯣꯉꯥꯟꯕ ꯇ꯭ꯔꯥꯐꯤꯛ ꯄꯦꯔꯥꯃꯤꯇꯔꯁꯤꯡꯒꯤ ꯊ꯭ꯔꯦꯁꯍꯣꯜꯗꯁꯤꯡ ꯂꯦꯞꯊꯣꯛꯎ꯫ ꯑꯦꯅꯣꯃꯦꯂꯤ ꯗꯤꯇꯦꯛꯁꯟ ꯅꯦꯇꯋꯥꯔꯛ ꯇ꯭ꯔꯥꯐꯤꯛ ꯑꯁꯤ ꯍꯣꯠꯇꯨꯅ ꯇꯧꯔꯕ ꯊ꯭ꯔꯦꯁꯍꯣꯜꯗꯁꯤꯡꯒ ꯆꯥꯡꯗꯝꯅꯗꯨꯅ ꯑꯦꯅꯣꯃꯦꯂꯤꯁꯤꯡ ꯈꯡꯗꯣꯛꯄ꯫ ꯀꯔꯤꯒꯨꯝꯕ ꯌꯦꯡꯂꯤꯕ ꯃꯤ ꯑꯗꯨꯅ ꯅꯦꯇꯋꯥꯔꯛ ꯑꯗꯨꯒꯤ ꯃꯥꯒꯤ ꯑꯣꯏꯔꯛꯄ ꯌꯥꯕ ꯃꯑꯣꯡꯗꯒꯤ ꯌꯥꯝꯅ ꯂꯥꯞꯊꯣꯛꯂꯕꯗꯤ ꯑꯦꯅꯣꯃꯦꯜ ꯑꯣꯏꯅ ꯂꯧꯏ꯫ ꯃꯈꯜ ꯈꯥꯏꯗꯣꯛꯄ: ꯑꯦꯅꯣꯃꯦꯂꯤꯖꯝꯁꯤꯡ ꯑꯁꯤ ꯇꯣꯉꯥꯟ ꯇꯣꯉꯥꯟꯕ ꯀꯦꯇꯦꯒꯣꯔꯤꯁꯤꯡꯗ ꯏꯗꯣꯛꯄ ꯌꯥꯏ꯫ ꯈꯨꯗꯝ ꯑꯣꯏꯅ ꯃꯁꯤ ꯑꯦꯅꯣꯃꯦꯂꯤꯒꯤ ꯃꯑꯣꯡ-ꯃꯇꯧ, ꯑꯦꯅꯣꯃꯦꯂꯤꯒꯤ ꯃꯔꯝ ꯅꯠꯇ꯭ꯔꯒꯥ ꯑꯦꯅꯣꯃꯦꯂꯤꯒꯤ ꯃꯐꯝ ꯑꯗꯨꯒꯤ ꯃꯇꯨꯡꯏꯟꯅ ꯈꯥꯏꯗꯣꯛꯄ ꯌꯥꯏ꯫ ꯑꯦꯂꯔꯠ ꯖꯦꯅꯦꯔꯦꯁꯟ: ꯑꯦꯅꯣꯃꯦꯂꯤꯖꯝꯁꯤꯡ ꯈꯡꯗꯣꯛꯄ ꯃꯇꯝꯗ ꯑꯦꯂꯔꯇꯁꯤꯡ ꯖꯦꯅꯦꯔꯦꯠ ꯇꯧꯕꯥ ꯑꯃꯁꯨꯡ ꯅꯦꯇꯋꯥꯔꯛ ꯑꯦꯗꯃꯤꯅꯤꯁꯇ꯭ꯔꯦꯇꯔꯁꯤꯡꯗ ꯅꯣꯇꯤꯐꯤꯀꯦꯁꯟ ꯊꯥꯕꯥ꯫ ꯑꯦꯂꯔꯠ ꯑꯗꯨꯗ ꯑꯦꯅꯣꯃꯦꯂꯤꯒꯤ ꯃꯈꯜ, ꯑꯦꯅꯣꯃꯦꯂꯤꯒꯤ ꯃꯐꯝ ꯑꯃꯁꯨꯡ ꯑꯦꯅꯣꯃꯦꯂꯤꯒꯤ ꯑꯣꯏꯊꯣꯛꯄ ꯌꯥꯕ ꯃꯔꯝ ꯑꯁꯤꯅꯆꯤꯡꯕ ꯏꯟꯐꯣꯔꯃꯦꯁꯟ ꯌꯥꯎꯍꯟꯒꯗꯕꯅꯤ꯫ ꯐꯤꯗꯕꯦꯛ ꯂꯨꯞ ꯃꯇꯝꯒꯤ ꯃꯇꯨꯡ ꯏꯟꯅ ꯑꯦꯅꯣꯃꯦꯂꯤꯖꯝꯁꯤꯡ ꯌꯦꯡꯁꯤꯟꯕ ꯑꯃꯁꯨꯡ ꯃꯊꯧ ꯇꯥꯕꯒꯤ ꯃꯇꯨꯡ ꯏꯟꯅ ꯊ꯭ꯔꯦꯁꯍꯣꯜꯗꯁꯤꯡ ꯑꯦꯗꯖꯁ꯭ꯠ ꯇꯧꯕꯥ꯫ ꯃꯁꯤꯗꯁꯨ ꯅꯠꯇꯅ ꯅꯦꯇꯋꯥꯔꯛ ꯑꯦꯗꯃꯤꯅꯤꯁꯇ꯭ꯔꯦꯇꯔꯁꯤꯡꯗꯒꯤ ꯐꯤꯗꯕꯦꯛ ꯂꯧꯕ ꯑꯃꯁꯨꯡ ꯃꯗꯨꯒꯤ ꯃꯇꯨꯡꯏꯟꯅ ꯑꯦꯅꯣꯃꯦꯂꯤ ꯗꯤꯇꯦꯛꯁꯟ ꯁꯤꯁꯇꯦꯝ ꯑꯗꯨ ꯁꯦꯡꯗꯣꯛꯄ ꯫ ꯃꯁꯤꯒꯤ ꯑꯦꯅꯣꯃꯦꯂꯤ ꯗꯤꯇꯦꯛꯇꯦꯁꯟ ꯑꯦꯜꯒꯣꯔꯤꯊꯝ ꯑꯁꯤꯅ ꯅꯦꯇꯋꯥꯔꯛ ꯑꯃꯗ ꯑꯦꯅꯣꯃꯦꯂꯤꯁꯤꯡ ꯈꯡꯗꯣꯛꯄ ꯑꯃꯁꯨꯡ ꯈꯥꯏꯗꯣꯛꯅꯕ ꯀ꯭ꯂꯥꯁꯤꯐꯤꯀꯦꯁꯟ ꯑꯃꯁꯨꯡ ꯐꯤꯗꯕꯦꯛ ꯂꯨꯞꯀ ꯂꯣꯢꯅꯥꯅ ꯁ꯭ꯇꯦꯇꯤꯁꯇꯤꯀꯦꯜ ꯑꯦꯅꯥꯂꯥꯏꯁꯤꯁ ꯄꯨꯟꯁꯤꯜꯂꯤ꯫ ꯃꯁꯤ ꯂꯦꯞꯇꯅ ꯆꯠꯊꯕ ꯊꯧꯑꯣꯡ ꯑꯃꯅꯤ ꯑꯃꯁꯨꯡ ꯃꯁꯤꯒꯤ ꯑꯐꯕ ꯑꯣꯏꯅꯕ ꯁꯣꯢꯗꯅ ꯂꯩꯍꯟꯅꯕ ꯁꯤꯁꯇꯦꯝ ꯑꯁꯤ ꯆꯥꯡ ꯅꯥꯏꯅ ꯊꯥꯒꯠꯀꯗꯕꯅꯤ ꯫ ꯔꯤꯄ꯭ꯔꯖꯦꯟꯇꯦꯁꯟ ꯇꯧꯕꯥ꯫ ꯔꯤꯚꯤꯌꯨ ꯇꯧꯔꯕꯥ ꯄꯣꯠ ꯂꯩꯔꯤꯕ ꯃꯤꯁꯤꯡꯒꯤ ꯐꯤꯗꯕꯦꯛ ꯑꯗꯨ ꯑꯦꯅꯥꯂꯥꯏꯖ ꯇꯧꯕꯥ ꯑꯃꯁꯨꯡ ꯈꯥꯏꯗꯣꯛꯄ ꯫ ꯀꯁꯇꯃꯔꯒꯤ ꯐꯤꯗꯕꯦꯛ: ꯄꯣꯠꯊꯣꯛ ꯑꯁꯤ ꯑꯆꯧꯕꯥ ꯑꯃꯅꯤ ꯑꯗꯨꯕꯨ ꯂꯩꯔꯤꯕꯁꯤꯡꯒꯤ ꯁꯔꯕꯤꯁ ꯑꯁꯤꯗꯤ ꯑꯀꯤꯕꯥ ꯄꯣꯛꯏ꯫ ꯐꯤꯗꯕꯦꯛ ꯀꯦꯇꯦꯒꯣꯔꯤ: ꯃꯤꯛꯁ (ꯑꯐꯕ ꯑꯃꯁꯨꯡ ꯐꯠꯇꯕ ꯀꯃꯦꯟꯇꯁꯤꯡ) ꯑꯦꯅꯥꯂꯥꯏꯁꯤꯁ: ꯂꯩꯔꯤꯕꯁꯤꯡꯅ ꯑꯐꯕ ꯑꯃꯁꯨꯡ ꯐꯠꯇꯕ ꯐꯤꯗꯕꯦꯛ ꯑꯅꯤꯃꯛ ꯄꯤꯈ꯭ꯔꯦ꯫ ꯑꯐꯕ ꯑꯣꯏꯕ ꯐꯤꯗꯕꯦꯛ ꯑꯁꯤ ꯄꯣꯠꯊꯣꯛ ꯑꯗꯨꯗ ꯀꯦꯟꯗꯔ ꯇꯧꯏ, ꯃꯁꯤꯅꯥ ꯄꯣꯠꯊꯣꯛ ꯑꯗꯨ ꯃꯁꯥꯃꯛꯇ ꯅꯨꯡꯉꯥꯏꯕ ꯐꯣꯡꯗꯣꯛꯏ꯫ ꯐꯠꯇꯕ ꯐꯤꯗꯕꯦꯛ ꯑꯁꯤ ꯂꯩꯔꯤꯕꯁꯤꯡꯒꯤ ꯁꯔꯚꯤꯁꯇ ꯀꯦꯟꯗꯔ ꯇꯧꯏ ꯃꯁꯤꯅꯥ ꯂꯩꯕꯗ ꯅꯠꯇ꯭ꯔꯒ ꯂꯩꯈ꯭ꯔꯕ ꯃꯇꯨꯡꯗ ꯆꯥꯡꯌꯦꯡ ꯇꯧꯕꯗ ꯑꯍꯣꯡꯕ ꯄꯨꯔꯛꯀꯗꯕ ꯃꯐꯝ ꯑꯃ ꯇꯥꯛꯏ꯫